ꯃꯤ ꯈꯨꯗꯤꯡꯃꯛ ꯉꯥꯏꯗꯨꯅꯥ ꯂꯩꯔꯝꯃꯤ꯫ ꯃꯈꯣꯏꯅꯥ ꯅꯈꯣꯏꯕꯨ ꯇꯔꯥꯝꯅꯥ ꯑꯣꯛꯅꯕꯥ ꯍꯥꯟꯅꯗꯒꯤ ꯁꯦꯝ ꯁꯥꯗꯨꯅꯥ ꯂꯩꯔꯤ꯫ ꯅꯈꯣꯏꯅꯥ ꯃꯥꯡꯈꯤꯕꯥ ꯑꯗꯨꯒꯤꯗꯃꯛ ꯃꯈꯣꯏꯅꯥ ꯀꯩꯗꯧꯅꯨꯡꯗꯥ ꯋꯥꯀꯠꯂꯣꯏ ꯍꯥꯏꯅꯥ ꯋꯥꯁꯛꯈ꯭ꯔꯦ꯫ ꯅꯨꯃꯤꯠ ꯑꯗꯨ ꯃꯤꯠ ꯎꯏꯁꯤꯜꯂꯛꯏ꯫ ꯑꯐꯕꯥ ꯃꯑꯣꯡꯗꯥ ꯃꯍꯥꯛꯅꯥ ꯃꯊꯪꯒꯤ ꯅꯨꯃꯤꯠꯇꯒꯤ ꯑꯃꯨꯛ ꯍꯟꯅꯥ ꯊꯣꯔꯛꯅꯕꯥ ꯌꯥꯅꯈꯤ꯫ ꯀꯣꯛ ꯑꯁꯤ ꯃꯥꯌ ꯄꯥꯛꯄꯒꯤ ꯍꯔꯥꯑꯣꯕꯒꯥ ꯂꯣꯌꯅꯅꯥ ꯄ꯭ꯔ꯭ꯏꯊꯤꯕꯤꯗꯥ ꯍꯜꯂꯛꯈꯤ꯫ ꯍꯤꯡꯂꯤꯕꯥ ꯃꯤꯑꯣꯏ ꯈꯨꯗꯤꯡꯃꯛ ꯀꯨꯀꯨꯃꯒꯤ ꯏꯅꯐꯣꯔꯃꯦꯁꯅꯒꯥ ꯂꯣꯌꯅꯅꯥ ꯍꯔꯥꯑꯣꯕꯥ ꯄꯣꯛꯈꯤ ꯑꯃꯁꯨꯡ ꯃꯈꯣꯏꯒꯤ ꯊꯨꯒꯥꯏꯔꯕꯥ ꯑꯥꯁꯥꯁꯤꯡ ꯑꯗꯨ ꯑꯃꯨꯛ ꯍꯟꯅꯥ ꯐꯨꯃꯈꯤ꯫ ꯃꯤꯄꯨꯝ ꯈꯨꯗꯤꯡꯃꯛꯅꯥ ꯀꯣꯛ ꯑꯁꯤꯕꯨ ꯊꯥꯒꯠꯈꯤ ꯃꯗꯨꯗꯤ ꯃꯍꯥꯛꯀꯤ ꯄꯥꯉ꯭ꯒꯜ ꯑꯗꯨ ꯃꯍꯥꯛꯅꯥ ꯃꯁꯥ ꯃꯊꯟꯇꯥ ꯆꯠꯇꯨꯅꯥ ꯅꯨꯃꯤꯠꯄꯨ ꯑꯃꯨꯛ ꯍꯟꯅꯥ ꯊꯣꯔꯛꯅꯕꯥ ꯊꯥꯖꯍꯅꯈꯤ꯫ ꯋꯥꯁꯛꯈꯤꯕꯥ ꯃꯇꯨꯡ ꯏꯟꯅꯥ ꯅꯨꯃꯤꯠ ꯑꯁꯤ ꯃꯊꯪꯒꯤ ꯅꯨꯃꯤꯠꯇꯒꯤ ꯄ꯭ꯔ꯭ꯏꯊꯤꯕꯤꯗꯥ ꯎꯕꯥ ꯍꯧꯈꯤ꯫ ꯅꯨꯃꯤꯠꯀꯤ ꯃꯉꯥꯜ ꯐꯪꯂꯕꯥ ꯃꯇꯨꯡꯗꯥ ꯍꯤꯡꯂꯤꯕꯥ ꯄꯨꯝꯅꯃꯛ, ꯃꯗꯨ ꯄꯨꯝꯅꯃꯛ ꯁꯨꯡꯗꯣꯛꯄꯥ ꯑꯃꯁꯨꯡ ꯁꯣꯛꯄꯥ ꯍꯧꯔꯛꯈꯤ, ꯅꯧꯅꯥ ꯁꯦꯃꯒꯠꯄꯥ ꯍꯧꯈꯤ꯫ ꯃꯃꯥꯡꯗꯥ ꯋꯥꯁꯛꯈꯤꯕꯒꯨꯝꯅꯥ, ꯀꯣꯛ ꯑꯁꯤꯁꯨ ꯍꯤꯡꯂꯤꯕꯥ ꯃꯤꯑꯣꯏ ꯈꯨꯗꯤꯡꯃꯛꯇꯥ ꯅꯨꯃꯤꯠ ꯊꯣꯛꯄꯥ ꯈꯉꯍꯟꯅꯕꯥ ꯑꯀꯅꯕꯥ ꯈꯣꯟꯖꯦꯂꯒꯥ ꯂꯣꯏꯅꯅꯥ ꯀꯧꯕꯥ ꯍꯧꯈꯤ꯫ ꯑꯃꯁꯨꯡ ꯑꯁꯨꯝꯅꯥ ꯃꯤꯌꯥꯝꯅꯥ ꯍꯥꯌꯔꯤ, ꯃꯔꯝ ꯑꯁꯤꯅꯥ ꯀꯣꯛ ꯑꯁꯤ ꯅꯨꯃꯤꯠ ꯈꯨꯗꯤꯡꯒꯤ ꯑꯌꯨꯛꯇꯥ ꯑꯃꯨꯛ ꯍꯟꯅꯥ ꯅꯨꯃꯤꯠ ꯊꯣꯛꯂꯛꯠꯔꯤꯉꯩꯒꯤ ꯃꯃꯥꯡꯗꯥ ꯑꯃꯁꯨꯡ ꯅꯨꯃꯤꯗꯥꯡꯋꯥꯏꯔꯝ ꯅꯨꯃꯤꯠ ꯆꯨꯞꯄꯥ ꯑꯃꯥ ꯂꯦꯞꯂꯤ꯫ ꯅꯌꯨ ꯌꯣꯔ꯭ꯛ ꯁꯤꯇꯤ ꯅꯠꯇ꯭ꯔꯒ ꯃꯍꯧꯁꯥꯅ ꯑꯦꯟ. ꯋꯥꯏ. ꯁꯤ. ꯍꯥꯏꯅ ꯀꯧꯕ ꯅ꯭ꯌꯨ ꯌꯣꯔ꯭ꯛ ꯑꯁꯤ ꯃꯥꯂꯦꯝꯒꯤ ꯈ꯭ꯋꯥꯏꯗꯒꯤ ꯆꯥꯎꯕ ꯃꯍꯧꯁꯥꯒꯤ ꯑꯣꯏꯕ ꯍꯤꯊꯥꯡꯐꯝꯁꯤꯡꯒꯤ ꯃꯅꯨꯡꯗ ꯑꯃ ꯑꯣꯏꯔꯤꯕ ꯅ꯭ꯌꯨ ꯌꯣꯛ ꯔꯥꯖ꯭ꯌꯒꯤ ꯈꯥ ꯊꯪꯕ ꯁꯔꯨꯛꯇ ꯂꯩꯕ ꯑꯃꯦꯔꯤꯀꯥꯗ ꯈ꯭ꯋꯥꯏꯗꯒꯤ ꯃꯤꯁꯤꯡ ꯌꯥꯝꯅ ꯂꯩꯕ ꯃꯌꯣꯜꯂꯝ꯫ ꯁꯍꯔ ꯑꯁꯤꯗ ꯕꯣꯔꯣ ꯃꯉꯥ ꯌꯥꯎꯏ, ꯃꯈꯣꯏ ꯈꯨꯗꯤꯡꯃꯛ ꯃꯁꯥꯒꯤ ꯑꯣꯏꯕ ꯀꯥꯎꯟꯇꯤ ꯑꯃꯒ ꯑꯃꯒ ꯃꯔꯤ ꯂꯩꯅꯩ꯫ ꯃꯁꯤ ꯃꯥꯂꯦꯝꯒꯤ ꯑꯣꯏꯕ ꯃꯌꯣꯜꯂꯝ ꯑꯃꯅꯤ ꯑꯃꯁꯨꯡ ꯂꯂꯣꯟ ꯏꯇꯤꯛ ꯍꯛꯁꯦꯜꯒꯤ ꯆꯦꯛꯁꯤꯟ ꯊꯧꯔꯥꯡ,ꯁꯥꯏꯟꯇꯤꯐꯤꯛ ꯑꯣꯏꯕ ꯄꯣꯠꯊꯣꯛ ꯂꯥꯏꯐ ꯁꯥꯏꯟꯁ ꯔꯤꯁ꯭ꯔꯆ ꯇꯦꯛꯅꯣꯂꯣꯖꯤ ꯃꯍꯩ ꯃꯁꯤꯡ ꯂꯩꯉꯥꯛꯂꯣꯟ ꯂꯝꯀꯣꯏꯕ ꯆꯤꯟꯖꯥꯛ ꯆꯥꯕ ꯀꯂꯥ ꯐꯤꯁꯟ ꯑꯃꯁꯨꯡ ꯁꯥꯟꯅ ꯈꯣꯠꯅꯕꯁꯤꯡ ꯃꯔꯨꯑꯣꯏꯕ ꯏꯊꯤꯜ ꯄꯤꯕ ꯅꯥꯠꯀꯤ ꯑꯣꯏꯕ ꯁꯦꯜ ꯊꯨꯝꯒꯤ ꯑꯣꯏꯕ ꯍꯥꯏ ꯇꯦꯛ ꯑꯦꯟꯇꯔꯇꯦꯟꯃꯦꯟꯠ ꯑꯃꯁꯨꯡ ꯃꯤꯗꯤꯌꯥ ꯁꯦꯟꯇꯔ ꯑꯃꯅꯤ꯫ ꯌꯨꯅꯥꯏꯇꯦꯗ ꯅꯦꯁꯟꯒꯤ ꯍꯦꯗꯀ꯭ꯋꯥꯇꯔꯁꯤꯡ ꯌꯨꯝ ꯑꯣꯏꯔꯤꯕ ꯅ꯭ꯌꯨ ꯌꯣꯔ꯭ꯛ ꯑꯁꯤ ꯃꯥꯂꯦꯝꯒꯤ ꯑꯣꯏꯕ ꯂꯩꯉꯥꯛꯂꯣꯟ ꯃꯔꯨꯑꯣꯏꯕ ꯃꯐꯝ ꯑꯃꯅꯤ ꯑꯃꯁꯨꯡ ꯃꯁꯤꯕꯨ ꯀꯔꯤꯒꯨꯝꯕ ꯃꯇꯝꯗ ꯃꯥꯂꯦꯝꯒꯤ ꯈ꯭ꯋꯥꯏꯗꯒꯤ ꯃꯔꯨꯑꯣꯏꯕ ꯁꯍꯔ ꯑꯃꯁꯨꯡ ꯃꯥꯂꯦꯝꯒꯤ ꯀꯣꯅꯨꯡ ꯑꯣꯏꯅ ꯐꯣꯡꯗꯣꯛꯏ꯫ ꯖꯥꯇꯤ ꯑꯁꯤꯒꯤ ꯑꯅꯤꯁꯨꯕꯥ ꯈ꯭ꯋꯥꯏꯗꯒꯤ ꯃꯤꯁꯤꯡ ꯌꯥꯝꯅꯥ ꯂꯩꯕꯥ ꯁꯍꯔ ꯂꯁ ꯑꯦꯟꯖꯦꯜꯁꯀꯤ ꯃꯤꯁꯤꯡꯒꯤ ꯁꯔꯨꯛ ꯑꯅꯤ ꯍꯦꯟꯅꯥ ꯅ꯭ꯌꯨ ꯌꯣꯔ꯭ꯛꯇꯥ ꯂꯩꯔꯤ꯫